ꯋꯦꯕ ꯁꯔꯚꯤꯁ ꯅ ꯑꯗꯣꯝꯒꯤ ꯕꯤꯖꯤꯅꯦꯁꯀꯤ ꯃꯊꯧ ꯇꯥꯕꯁꯤꯡꯒꯤꯗꯃꯛ ꯀꯁ꯭ꯇꯝ ꯁꯣꯂꯨꯁꯟꯁꯤꯡ ꯁꯦꯝꯒꯠꯅꯕ ꯁꯤꯖꯤꯟꯅꯕ ꯌꯥꯕ ꯃꯈꯜ ꯀꯌꯥꯒꯤ ꯁꯔꯕꯤꯁꯁꯤꯡ ꯑꯃꯁꯨꯡ ꯈꯨꯠꯂꯥꯏꯁꯤꯡ ꯄꯤꯔꯤ꯫ ꯃꯁꯤꯅ ꯇꯥꯛꯄꯗꯤ ꯅꯍꯥꯛꯀꯤ ꯑꯀꯛꯅꯕ ꯃꯊꯧ ꯇꯥꯕꯁꯤꯡꯒꯤꯗꯃꯛꯇ ꯆꯨꯅꯕ ꯊꯕꯛ ꯈꯟꯕꯒꯤ ꯈꯨꯗꯣꯡꯆꯥꯕ ꯂꯩ꯫ ꯊꯥꯖꯕ ꯌꯥꯕ: ꯑꯦꯃꯥꯖꯣꯟ ꯋꯦꯕ ꯁꯔꯚꯤꯁ ꯅ ꯑꯋꯥꯡꯕ ꯊꯥꯛꯀꯤ ꯐꯪꯍꯟꯕ ꯑꯃꯁꯨꯡ ꯎꯠꯄꯒꯤ ꯗꯤꯖꯥꯏꯟ ꯇꯧꯔꯕ ꯗꯦꯇꯥ ꯁꯦꯟꯇꯔꯁꯤꯡꯒꯤ ꯃꯥꯂꯦꯝꯒꯤ ꯑꯣꯏꯕ ꯅꯦꯠꯋꯥꯔꯛ ꯑꯃ ꯂꯩ꯫ ꯃꯁꯤꯅ ꯇꯥꯛꯄꯗꯤ ꯅꯍꯥꯛꯀꯤ ꯑꯦꯄ꯭ꯂꯤꯀꯦꯁꯟꯁꯤꯡ ꯑꯃꯁꯨꯡ ꯗꯦꯇꯥ ꯑꯗꯨ ꯅꯍꯥꯛꯅ ꯃꯊꯧ ꯇꯥꯔꯛꯄ ꯃꯇꯝꯗ ꯃꯇꯝ ꯄꯨꯝꯅꯃꯛꯇ ꯐꯪꯒꯅꯤ꯫ ꯁꯤꯖꯤꯟꯅꯕꯗ ꯂꯥꯏꯕ: ꯑꯦꯃꯥꯖꯣꯟ ꯋꯦꯕ ꯁꯤꯖꯤꯟꯅꯕꯗ ꯂꯥꯏꯊꯣꯛꯅꯕ ꯑꯣꯏꯅ ꯁꯦꯝꯈꯤꯕꯅꯤ, ꯃꯔꯝ ꯑꯗꯨꯅ ꯅꯍꯥꯛꯅ ꯇꯦꯛꯅꯤꯀꯦꯜꯒꯤ ꯑꯣꯏꯕ ꯋꯥꯈꯜꯂꯣꯟ ꯂꯩꯇꯕꯁꯨ ꯃꯁꯤꯒꯤ ꯀꯥꯟꯅꯕ ꯀꯌꯥꯒꯤ ꯀꯥꯟꯅꯕ ꯂꯧꯕ ꯌꯥꯏ꯫ ꯏꯅꯣꯕꯦꯁꯟ: ꯑꯦꯃꯥꯖꯣꯟ ꯋꯦꯕ ꯁꯔꯕꯤꯁ ꯀ ꯂꯣꯏꯅꯅ ꯑꯗꯣꯝꯅ ꯈ꯭ꯋꯥꯏꯗꯒꯤ ꯅꯧꯕ ꯇꯦꯛꯅꯣꯂꯣꯖꯤꯁꯤꯡ ꯑꯃꯁꯨꯡ ꯈꯨꯠꯂꯥꯏꯁꯤꯡꯒꯤ ꯈꯨꯗꯣꯡꯆꯥꯕ ꯐꯪꯂꯦ, ꯃꯁꯤꯅ ꯇꯥꯛꯄꯗꯤ ꯑꯗꯣꯝꯅ ꯀꯔꯕ ꯑꯗꯨꯒꯤ ꯃꯃꯥꯡꯗ ꯂꯩꯕ ꯌꯥꯏ ꯑꯃꯁꯨꯡ ꯑꯗꯣꯝꯒꯤ ꯕꯤꯖꯤꯅꯦꯁꯇ ꯍꯦꯟꯅ ꯏꯅꯣꯕꯦꯇꯤꯕ ꯑꯣꯏꯕ ꯌꯥꯏ꯫ ꯀꯔꯝꯕ ꯀꯝꯄꯅꯤꯅꯥ ꯈ꯭ꯋꯥꯏꯗꯒꯤ ꯃꯃꯜ ꯌꯥꯝꯂꯕꯒꯦ ꯍꯥꯏꯕꯗꯨ ꯂꯦꯞꯊꯣꯛꯎ꯫ ꯑꯦꯄꯜ, ꯃꯥꯏꯀ꯭ꯔꯣꯁꯣꯐ, ꯑꯦꯃꯥꯖꯣꯟ ꯑꯁꯤꯅꯆꯤꯡꯕꯥ ꯌꯥꯑꯣꯔꯤ꯫ ꯑꯩꯍꯥꯛꯅꯥ ꯅꯨꯡꯉꯥꯏꯇꯕꯥ ꯐꯥꯑꯣꯏ, ꯑꯗꯨꯕꯨ ꯑꯦꯄꯜ, ꯃꯥꯏꯛꯔꯣꯁꯣꯐꯠ, ꯑꯃꯁꯨꯡ ꯑꯦꯃꯥꯖꯣꯟꯒꯤ ꯍꯧꯖꯤꯛ ꯂꯩꯔꯤꯕ ꯁ꯭ꯇꯣꯛ ꯃꯃꯜ ꯑꯁꯤꯗꯤ ꯑꯩꯉꯣꯟꯗ ꯂꯩꯇꯦ꯫ ꯑꯩꯍꯥꯛꯅ ꯃꯈꯣꯏꯒꯤ ꯍꯧꯖꯤꯛ ꯂꯩꯔꯤꯕ ꯁ꯭ꯇꯣꯛ ꯃꯃꯜꯁꯤꯡ ꯑꯗꯨ ꯑꯩꯉꯣꯟꯗ ꯄꯤꯕꯤꯔꯛꯄ ꯌꯥꯒꯗ꯭ꯔꯥ ꯃꯗꯨꯅ ꯑꯩꯍꯥꯛꯅ ꯈ꯭ꯋꯥꯏꯗꯒꯤ ꯃꯃꯜ ꯌꯥꯝꯂꯕ ꯀꯝꯄꯦꯅꯤ ꯑꯗꯨ ꯂꯦꯞꯊꯣꯛꯄ ꯉꯝꯒꯅꯤ꯫ ꯖꯦꯅꯦꯔꯦꯇꯤꯕ ꯄ꯭ꯔꯤꯇ꯭ꯔꯦꯏꯟ ꯇ꯭ꯔꯥꯟꯁꯐꯣꯔꯃꯔ-ꯊ꯭ꯔꯤ ꯂꯣꯜꯒꯤ ꯃꯣꯗꯦꯜ ꯑꯗꯨ ꯐꯣꯡꯗꯣꯛꯄꯤꯌꯨ꯫ ꯖꯤ. ꯄꯤ. ꯇꯤ. ꯑꯍꯨꯝ (ꯖꯦꯅꯦꯔꯦꯇꯤꯕ ꯄ꯭ꯔꯤꯠꯔꯦꯏꯟ ꯇꯧꯔꯕ ꯇ꯭ꯔꯥꯟꯁꯐꯣꯔꯃꯔ - ꯊ꯭ꯔꯤꯒꯤ ꯁꯝꯖꯤꯟꯅꯐꯝ) ꯑꯁꯤ ꯑꯣꯄꯦꯟ ꯑꯥꯔꯇꯤꯐꯤꯁꯦꯜ ꯏꯟꯇꯦꯂꯤꯖꯦꯟꯠ ꯁꯦꯝꯒꯠꯄ ꯑꯍꯣꯡꯕ ꯂꯣꯜꯒꯤ ꯃꯣꯗꯦꯜ ꯑꯃꯅꯤ꯫ ꯃꯁꯤꯅ ꯃꯃꯥꯡꯗ ꯂꯥꯛꯄ ꯋꯥꯍꯩꯁꯤꯡꯒꯤ ꯀꯟꯇꯦꯛꯁꯇ ꯌꯨꯝꯐꯝ ꯑꯣꯏꯔꯒ ꯃꯊꯪꯒꯤ ꯋꯥꯍꯩ ꯑꯗꯨ ꯄꯔꯦꯡ ꯑꯃꯗ ꯂꯥꯎꯊꯣꯛꯇꯨꯅ ꯃꯤꯑꯣꯏꯕꯒ ꯃꯥꯟꯅꯕ ꯃꯍꯧꯁꯥꯒꯤ ꯂꯣꯜꯒꯤ ꯇꯦꯛꯁ ꯑꯃ ꯁꯦꯟꯒꯠꯄ ꯉꯝꯃꯤ꯫ ꯖꯦꯅꯦꯔꯦꯇꯤꯕ ꯄ꯭ꯔꯤꯇ꯭ꯔꯦꯏꯟ ꯇ꯭ꯔꯥꯟꯁꯐꯣꯔꯃꯔ-ꯊ꯭ꯔꯤ ꯅ ꯊꯕꯛ ꯑꯁꯤ ꯄꯥꯡꯊꯣꯛꯅꯕ ꯗꯤꯞ ꯂꯔꯅꯤꯡ ꯇꯦꯛꯅꯤꯛꯁꯤꯡ ꯃꯔꯨꯑꯣꯏꯅ ꯇ꯭ꯔꯥꯟꯁꯐꯣꯔꯃꯔ ꯀꯧꯕ ꯅ꯭ꯌꯨꯔꯜ ꯅꯦꯇꯋꯥꯔꯛ ꯃꯈꯜ ꯑꯃ ꯁꯤꯖꯤꯟꯅꯩ꯫ ꯃꯁꯤ ꯇꯦꯛꯁ ꯗꯦꯇꯥꯒꯤ ꯑꯆꯧꯕ ꯃꯁꯤꯡꯗ ꯄ꯭ꯔꯤ-ꯇ꯭ꯔꯦꯅꯤꯡ ꯇꯧꯈ꯭ꯔꯦ ꯑꯃꯁꯨꯡ ꯍꯤꯔꯝ ꯀꯌꯥꯒꯤ ꯃꯇꯥꯡꯗ ꯀꯣꯔꯤ ꯑꯃꯁꯨꯡ ꯀꯟꯇꯦꯛꯁꯆꯨꯑꯦꯜ ꯇꯦꯛꯁ ꯁꯦꯝꯕ ꯉꯝꯒꯅꯤ꯫ ꯃꯁꯤꯒꯤ ꯐꯤꯚ-ꯁꯣꯠ ꯂꯔꯅꯤꯡꯒꯤ ꯇꯧꯕ ꯉꯝꯕꯁꯤꯡ ꯑꯁꯤ ꯁꯤꯖꯤꯟꯅꯗꯨꯅ ꯖꯦꯅꯦꯔꯦꯇꯤꯕ ꯄ꯭ꯔꯤꯇ꯭ꯔꯦꯏꯟ ꯇ꯭ꯔꯥꯟꯁꯐꯣꯔꯃꯔ-ꯊ꯭ꯔꯤ ꯅ ꯌꯥꯝꯅ ꯅꯦꯝꯕ ꯁꯦꯝꯄꯜꯁꯤꯡꯒ ꯂꯣꯏꯅꯅ ꯐꯥꯎꯕ ꯑꯅꯧꯕ ꯊꯕꯛꯁꯤꯡꯗ ꯌꯥꯝꯅ ꯊꯨꯅ ꯆꯨꯁꯤꯟꯅꯅꯕ ꯇꯧꯕ ꯉꯝꯃꯤ꯫ ꯖꯦꯅꯦꯔꯦꯇꯤꯕ ꯄ꯭ꯔꯤꯇ꯭ꯔꯦꯏꯟ ꯇ꯭ꯔꯥꯟꯁꯐꯣꯔꯃꯔ-ꯊ꯭ꯔꯤ ꯅ ꯂꯣꯜꯒꯤ ꯊꯕꯛ ꯀꯌꯥ ꯑꯃ ꯄꯥꯡꯊꯣꯛꯄ ꯉꯝꯃꯤ, ꯃꯈꯣꯏꯁꯤꯡ ꯑꯗꯨꯗꯤ ꯇꯦꯛꯁ ꯀꯝꯄ꯭ꯂꯤꯁꯟ, ꯍꯟꯗꯣꯛꯄ, ꯁꯣꯃꯔꯤꯖꯝ, ꯑꯃꯁꯨꯡ ꯋꯥꯍꯪꯁꯤꯡꯒꯤ ꯄꯥꯎꯈꯨꯝ ꯐꯥꯎꯕ ꯄꯤꯕꯅꯤ꯫ ꯃꯁꯤꯅ ꯑꯋꯥꯡꯕ ꯊꯥꯛꯀꯤ ꯀꯟꯇꯦꯟ ꯁꯦꯝꯕ ꯑꯃꯁꯨꯡ ꯂꯣꯜꯒ ꯃꯔꯤ ꯂꯩꯅꯕ ꯑꯇꯣꯞꯄ ꯊꯕꯛꯁꯤꯡ ꯑꯋꯥꯡꯕ ꯊꯥꯛꯀꯤ ꯐ꯭ꯂꯨꯑꯦꯟꯁꯤ ꯑꯃꯁꯨꯡ ꯀꯣꯔꯤꯟꯁꯀ ꯂꯣꯏꯅꯅ ꯄꯥꯡꯊꯣꯛꯄ ꯉꯝꯕꯗ ꯌꯥꯝꯅ ꯅꯨꯡꯉꯥꯏꯕ ꯐꯜꯁꯤꯡ ꯎꯠꯂꯦ꯫ ꯃꯁꯤꯒꯤ ꯇꯧꯕ ꯉꯝꯕꯁꯤꯡ ꯑꯁꯤꯅ ꯃꯔꯝ ꯑꯣꯏꯗꯨꯅ ꯖꯦꯅꯦꯔꯦꯇꯤꯕ꯫